ꯕꯦꯂꯦꯟꯁ ꯗꯥꯏꯠ ꯍꯥꯏꯕꯁꯤ ꯍꯛꯆꯥꯡꯗ ꯍꯛꯁꯦꯜ ꯐꯕ ꯁꯦꯜꯁꯤꯡ, ꯇꯤꯁꯨꯁꯤꯡ ꯑꯃꯁꯨꯡ ꯑꯣꯔꯒꯥꯟꯁꯤꯡ ꯊꯝꯅꯕꯒꯤꯗꯃꯛ ꯃꯊꯧ ꯇꯥꯕ ꯇꯉꯥꯏꯐꯗꯕ ꯅ꯭ꯌꯨꯇ꯭ꯔꯤꯑꯦꯟꯇꯁꯤꯡ, ꯚꯤꯇꯥꯃꯤꯟꯁꯤꯡ ꯑꯃꯁꯨꯡ ꯃꯤꯅꯔꯦꯜ ꯄꯨꯝꯅꯃꯛ ꯄꯤꯕ ꯗꯥꯏꯠ ꯑꯃꯅꯤ꯫ ꯃꯁꯤ ꯑꯐꯕ ꯍꯛꯁꯦꯜ ꯐꯪꯅꯕ ꯑꯆꯨꯝꯕ ꯃꯑꯣꯡꯗ ꯑꯃꯁꯨꯡ ꯑꯆꯨꯝꯕ ꯃꯇꯝꯗ ꯃꯈꯜ ꯀꯌꯥꯒꯤ ꯆꯤꯟꯖꯥꯛꯁꯤꯡ ꯆꯥꯕꯅꯤ꯫ ꯗꯥꯏꯠ ꯑꯁꯤꯗ ꯃꯍꯧꯁꯥꯅ ꯃꯅꯥ-ꯃꯁꯤꯡ, ꯎꯍꯩ-ꯋꯥꯍꯩꯁꯤꯡ, ꯍꯣꯜ ꯒ꯭ꯔꯦꯟꯁꯤꯡ, ꯂꯦꯡ-ꯑꯣꯠꯄꯒꯤ ꯄ꯭ꯔꯣꯇꯤꯟꯁꯤꯡ ꯑꯃꯁꯨꯡ ꯍꯛꯁꯦꯜ ꯐꯕ ꯐꯦꯠꯁꯤꯡꯒꯤ ꯃꯤꯛꯁ ꯑꯃ ꯌꯥꯎꯏ꯫ ꯕꯦꯂꯦꯟꯁ ꯗꯥꯏꯠ ꯑꯃꯒꯤ ꯃꯔꯨꯑꯣꯏꯕ ꯑꯁꯤ ꯆꯤꯟꯖꯥꯛ ꯀꯥꯡꯂꯨꯞ ꯈꯨꯗꯤꯡꯃꯛꯇꯒꯤ ꯃꯈꯜ ꯀꯌꯥꯒꯤ ꯆꯤꯟꯖꯥꯛꯁꯤꯡ ꯆꯥꯕꯅꯤ, ꯃꯔꯝꯗꯤ ꯇꯣꯉꯥꯟ-ꯇꯣꯉꯥꯟꯕ ꯆꯤꯟꯖꯥꯛꯁꯤꯡꯅ ꯇꯣꯉꯥꯟ-ꯇꯣꯉꯥꯛꯕ ꯅ꯭ꯌꯨꯠꯔꯤꯑꯦꯟꯇꯁꯤꯡ ꯄꯤ꯫ ꯆꯥꯡ ꯃꯥꯟꯅꯕꯥ ꯗꯥꯏꯠ ꯑꯃ ꯆꯥꯕꯅ ꯅꯍꯥꯛꯀꯤ ꯑꯄꯨꯟꯕ ꯍꯛꯁꯦꯜ ꯉꯥꯛꯇꯨꯅ ꯊꯝꯕꯗ ꯅꯠꯇ꯭ꯔꯒ ꯐꯒꯠꯍꯟꯕꯗ ꯃꯇꯦꯡ ꯄꯥꯡꯏ, ꯍꯥꯔꯇꯀꯤ ꯂꯥꯏꯅ, ꯗꯥꯏꯑꯦꯕꯦꯇꯤꯖ, ꯑꯃꯁꯨꯡ ꯑꯣꯕꯦꯁꯤꯇꯤꯒꯨꯝꯕ ꯀ꯭ꯔꯣꯅꯤꯛ ꯂꯥꯏꯅꯥꯁꯤꯡꯒꯤ ꯔꯤꯁ꯭ꯛ ꯍꯟꯊꯍꯟꯕ ꯉꯝꯃꯤ ꯑꯃꯁꯨꯡ ꯍꯛꯆꯥꯡ ꯑꯃꯁꯨꯡ ꯋꯥꯈꯜꯒꯤ ꯅꯨꯡꯉꯥꯏ-ꯌꯥꯏꯐꯕꯗ ꯃꯇꯦꯡ ꯄꯥꯡꯏ꯫ ꯌꯨꯅꯥꯏꯇꯦꯗ ꯏꯁꯇꯦꯇꯁ ꯀꯤ ꯏꯀꯣꯅꯣꯃꯤꯛ ꯀꯝꯄꯤꯇꯤꯇꯤꯞꯅꯦꯁꯀꯤ ꯃꯇꯥꯡꯗꯥ ꯔꯤꯄꯣꯔꯠ ꯑꯃ ꯏꯕꯤꯌꯨ꯫ ꯍꯧꯗꯣꯛꯄ: ꯌꯨꯅꯥꯏꯇꯦꯗ ꯁ꯭ꯇꯦꯇꯁ ꯑꯁꯤ ꯃꯥꯂꯦꯝꯒꯤ ꯈ꯭ꯋꯥꯏꯗꯒꯤ ꯆꯥꯎꯕ ꯑꯃꯁꯨꯡ ꯈ꯭ꯋꯥꯏꯗꯒꯤ ꯃꯄꯥꯉꯡꯒꯜ ꯀꯟꯕ ꯏꯀꯣꯅꯣꯃꯤꯁꯤꯡꯒꯤ ꯃꯅꯨꯡꯗ ꯑꯃꯅꯤ꯫ ꯔꯤꯄꯣꯔꯠ ꯑꯁꯤꯗ ꯑꯩꯈꯣꯏꯅ ꯌꯨꯅꯥꯏꯇꯦꯠ ꯏꯁꯇꯦꯠꯁ ꯀꯤ ꯏꯀꯣꯅꯣꯃꯤꯛ ꯀꯝꯄꯤꯇꯤꯇꯤꯞꯅꯦꯁꯀꯤ ꯃꯇꯥꯡꯗ ꯋꯥꯐꯝ ꯑꯃꯥ ꯊꯝꯒꯅꯤ ꯑꯃꯁꯨꯡ ꯃꯁꯤꯒꯤ ꯄꯥꯉꯡꯒꯜ ꯑꯃꯁꯨꯡ ꯁꯤꯡꯅꯕꯁꯤꯡ ꯑꯗꯨ ꯐꯣꯡꯗꯣꯛꯀꯅꯤ꯫ ꯂꯩꯕꯥꯛ ꯑꯁꯤꯒꯤ ꯑꯆꯦꯠꯄ ꯑꯃꯁꯨꯡ ꯊꯧꯅ ꯂꯩꯕ ꯕꯤꯖꯤꯅꯦꯁ ꯑꯦꯟꯚꯥꯏꯔꯟꯃꯦꯟꯇ, ꯑꯆꯦꯠꯄ ꯏꯟꯁꯇꯤꯇ꯭ꯌꯨꯁꯟꯁꯤꯡ, ꯑꯋꯥꯡꯕ ꯊꯥꯛꯀꯤ ꯏꯅꯣꯕꯦꯁꯟ, ꯑꯃꯁꯨꯡ ꯌꯥꯝꯅ ꯆꯥꯎꯈꯠꯄ ꯏꯟꯐ꯭ꯔꯥꯁ꯭ꯇꯔꯛꯆꯔ ꯑꯁꯤꯅ ꯃꯁꯤꯒꯤ ꯀꯝꯄꯤꯇꯤꯇꯤꯕꯅꯦꯁꯇ ꯃꯇꯦꯡ ꯄꯥꯡꯂꯤ꯫ ꯌꯨꯅꯥꯏꯇꯦꯗ ꯏꯁꯇꯦꯠꯁ ꯅ ꯌꯥꯝꯅ ꯆꯥꯎꯈꯠꯄ ꯑꯃꯁꯨꯡ ꯇꯣꯞ ꯇꯣꯞꯄ ꯁꯦꯟꯃꯤꯠꯂꯣꯟ ꯑꯃ ꯂꯩꯔꯤ, ꯃꯁꯤ ꯑꯆꯦꯠꯄ ꯑꯣꯟꯇ꯭ꯔꯄ꯭ꯔꯤꯅꯔꯁꯤꯞꯀꯤ ꯀꯜꯆꯔ ꯑꯃꯁꯨꯡ ꯃꯥꯂꯦꯝꯒꯤ ꯊꯥꯛꯀꯤ ꯑꯋꯥꯡꯕ ꯊꯥꯛꯀꯤ ꯃꯍꯩ-ꯃꯁꯤꯡꯒꯤ ꯁꯤꯁ꯭ꯇꯦꯝ ꯑꯃꯅ ꯊꯧꯅ ꯍꯥꯞꯄꯅꯤ, ꯃꯁꯤꯅ ꯌꯥꯝꯅ ꯍꯩꯊꯣꯏ-ꯁꯤꯡꯊꯣꯏꯕ ꯑꯃꯁꯨꯡ ꯑꯅꯧꯕ ꯋꯥꯔꯀꯐꯣꯔꯁ ꯑꯃ ꯄꯨꯊꯣꯛꯏ꯫ ꯂꯩꯕꯥꯛ ꯑꯁꯤꯅ ꯑꯆꯧꯕ ꯑꯃꯁꯨꯡ ꯆꯥꯎꯈꯠꯂꯛꯂꯤꯕ ꯀꯟꯖꯨꯃꯔ ꯃꯥꯔꯀꯦꯠ ꯑꯃꯁꯨ ꯆꯥꯎꯊꯣꯛꯆꯩ, ꯃꯁꯤꯗ ꯀꯟꯖꯨꯃꯔꯁꯤꯡꯒꯤ ꯆꯥꯗꯤꯡ ꯑꯃꯁꯨꯡ ꯗꯤꯁ꯭ꯄꯣꯖꯦꯕꯜ ꯏꯟꯀꯝꯒꯤ ꯑꯋꯥꯡꯕ ꯊꯥꯛ ꯂꯩ꯫ ꯌꯨꯅꯥꯏꯇꯦꯗ ꯏꯁꯇꯦꯠꯁ ꯀꯤ ꯁꯦꯟꯃꯤꯠꯂꯣꯟꯒꯤ ꯑꯆꯧꯕ ꯄꯥꯉꯡꯒꯜ ꯑꯃꯗꯤ ꯏꯅꯣꯕꯦꯁꯟ ꯑꯃꯁꯨꯡ ꯇꯦꯛꯅꯣꯂꯣꯖꯤꯒꯤ ꯂꯝꯗ ꯃꯥꯂꯦꯝꯒꯤ ꯂꯨꯆꯤꯡꯕ ꯑꯃ ꯑꯣꯏꯅ ꯃꯁꯤꯒꯤ ꯄꯣꯖꯤꯁꯟ ꯑꯁꯤꯅꯤ꯫ ꯂꯩꯕꯥꯛ ꯑꯁꯤꯗ ꯃꯥꯂꯦꯝꯒꯤ ꯈ꯭ꯋꯥꯏꯗꯒꯤ ꯆꯥꯎꯕ ꯑꯃꯁꯨꯡ ꯑꯅꯧꯕ ꯀꯝꯄꯦꯅꯤ ꯀꯌꯥꯒꯤ ꯃꯌꯨꯝ ꯑꯣꯏꯔꯤ, ꯃꯔꯨꯑꯣꯏꯅ ꯇꯦꯛꯅꯣꯂꯣꯖꯤ ꯁꯦꯛꯇꯔꯗ꯫ ꯃꯁꯤꯅ ꯂꯩꯕꯥꯛ ꯑꯁꯤꯒꯤ ꯑꯋꯥꯡꯕ ꯊꯥꯛꯀꯤ ꯄ꯭ꯔꯗꯛꯇꯤꯕꯤꯇꯤ ꯑꯃꯁꯨꯡ ꯑꯋꯥꯡꯕ ꯑꯦꯗ-ꯚꯦꯜꯌꯨ ꯒꯨꯗꯁ ꯑꯃꯁꯨꯡ ꯁꯔꯕꯤꯁꯁꯤꯡ ꯄꯨꯊꯣꯛꯄ ꯉꯝꯕꯗ ꯃꯇꯦꯡ ꯄꯥꯡꯂꯤ꯫